ꯎ ꯑꯃꯗꯤ ꯔꯨꯠ ꯁꯤꯁ꯭ꯇꯦꯝ ꯑꯃꯒꯤ ꯃꯔꯛꯇꯥ ꯀꯔꯤ ꯃꯔꯤ ꯂꯩꯅꯕꯒꯦ? ꯎ ꯑꯃꯒꯥ ꯑꯃꯁꯨꯡ ꯃꯥꯒꯤ ꯔꯨꯠ ꯁꯤꯁ꯭ꯇꯦꯝ ꯑꯁꯤ ꯁꯤꯝꯕꯣꯂꯤꯁꯇꯤꯛ ꯑꯣꯏꯕꯥ ꯃꯔꯤ ꯑꯃꯥ ꯂꯩ ꯃꯗꯨ ꯎꯒꯤ ꯍꯤꯡꯅꯕꯒꯤꯗꯃꯛ ꯌꯥꯝꯅꯥ ꯃꯔꯨꯑꯣꯏ꯫ ꯔꯨꯠ ꯁꯤꯁ꯭ꯇꯦꯝ ꯑꯁꯤꯅꯥ ꯎ ꯑꯗꯨ ꯃꯥꯂꯦꯝꯗꯥ ꯑꯦꯡꯀꯔ ꯇꯧꯏ ꯑꯃꯁꯨꯡ ꯎꯃꯪꯗꯥ ꯃꯊꯧ ꯇꯥꯕꯥ ꯅ꯭ꯌꯨꯇ꯭ꯔꯤꯑꯦꯟꯠꯁꯤꯡ ꯑꯗꯨ ꯏꯁꯤꯡ ꯄꯤ꯫ ꯎꯒꯤ ꯃꯔꯨꯝ ꯁꯤꯁ꯭ꯇꯦꯝ ꯑꯁꯤ ꯎꯒꯤ ꯃꯈꯥꯗꯥ ꯂꯩꯕꯥ ꯁꯔꯨꯛ ꯑꯗꯨꯅꯤ ꯃꯗꯨꯅꯥ ꯂꯩꯃꯥꯏꯗꯒꯤ ꯏꯁꯤꯡ ꯑꯃꯁꯨꯡ ꯃꯆꯤꯟꯖꯥꯛꯁꯤꯡ ꯂꯧꯊꯣꯛꯏ ꯆꯤꯟꯖꯥꯛ ꯊꯝꯖꯤꯜꯂꯤ ꯑꯃꯁꯨꯡ ꯎꯃꯪꯗꯥ ꯁꯄꯣꯔꯠ ꯑꯃꯁꯨꯡ ꯇꯪꯗꯨ ꯂꯩꯇꯥꯕꯥ ꯄꯤ꯫ ꯃꯔꯨꯝꯁꯤꯡꯅꯥ ꯏꯁꯤꯡ ꯑꯃꯁꯨꯡ ꯃꯆꯤꯟꯖꯥꯛꯁꯤꯡ ꯑꯗꯨ ꯎꯒꯤ ꯑꯇꯣꯞꯄꯥ ꯁꯔꯨꯛꯁꯤꯡꯗꯥ ꯄꯨꯊꯣꯛ ꯄꯨꯁꯤꯟ ꯇꯧꯏ ꯃꯐꯝ ꯑꯗꯨꯗꯥ ꯃꯗꯨ ꯒ꯭ꯔꯣꯊ ꯐꯣꯇꯣꯁꯤꯟꯊꯦꯁꯤꯁ ꯑꯃꯁꯨꯡ ꯑꯇꯩ ꯇꯉꯥꯏꯐꯗꯕꯥ ꯊꯧꯑꯣꯡꯁꯤꯡꯗꯥ ꯁꯤꯖꯤꯟꯅꯩ꯫ ꯃꯊꯪꯗꯥ ꯎ ꯑꯁꯤꯅꯥ ꯔꯨꯠ ꯁꯤꯁ꯭ꯇꯦꯝꯗꯥ ꯐꯣꯇꯣꯁꯤꯟꯊꯦꯁꯤꯁꯀꯤ ꯄꯣꯠꯊꯣꯛꯁꯤꯡ ꯍꯥꯏꯕꯗꯤ ꯆꯤꯅꯤ ꯏꯅꯔꯖꯤꯒꯤ ꯁꯣꯔꯁ ꯑꯃꯥ ꯑꯣꯏꯅꯥ ꯁꯤꯖꯤꯟꯅꯩ꯫ ꯎꯃꯪ ꯑꯃꯁꯨꯡ ꯃꯁꯤꯒꯤ ꯃꯔꯨꯝ ꯀꯣꯛꯐꯝ ꯑꯁꯤ ꯄꯨꯟꯅꯥ ꯎꯃꯪꯒꯤ ꯆꯥꯎꯈꯠꯄꯥ ꯑꯃꯁꯨꯡ ꯍꯤꯡꯕꯒꯤ ꯆꯥꯡ ꯁꯣꯏꯗꯅꯥ ꯂꯩꯍꯜꯂꯤ꯫ ꯁꯣꯛꯄꯒꯤ ꯁ꯭ꯇꯦꯖ ꯃꯔꯤ ꯑꯗꯨ ꯁꯟꯗꯣꯛꯅꯥ ꯇꯥꯛꯄꯤꯌꯨ꯫ ꯁꯣꯛꯄꯥ ꯍꯥꯏꯕꯁꯤ ꯀꯝꯄ꯭ꯂꯦꯛꯁ ꯑꯃꯁꯨꯡ ꯌꯥꯝꯅꯥ ꯑꯣꯏꯕꯥ ꯊꯧꯑꯣꯡ ꯑꯃꯅꯤ ꯑꯗꯨꯕꯨ ꯃꯤꯑꯣꯏ ꯀꯌꯥꯅꯥ ꯃꯈꯣꯏꯒꯤ ꯑꯦꯛꯁꯄꯔꯤꯌꯦꯟꯁꯁꯤꯡꯒꯤ ꯈꯨꯠꯊꯥꯡꯗꯥ ꯊꯕꯛ ꯇꯧꯕꯥ ꯃꯇꯝꯗꯥ ꯀꯃꯟ ꯑꯣꯏꯕꯥ ꯁ꯭ꯇꯦꯖꯁꯤꯡ ꯁꯦꯌꯔ ꯇꯧꯏ꯫ ꯁ꯭ꯇꯦꯖꯁꯤꯡ ꯑꯁꯤ ꯑꯍꯥꯟꯕꯥ ꯑꯣꯏꯅꯥ ꯁꯥꯏꯀꯤꯌꯥꯇ꯭ꯔꯤꯛ ꯑꯦꯂꯤꯖꯥꯕꯦꯊ ꯀꯨꯕꯂꯔ ꯔꯣꯁꯅꯥ ꯃꯍꯥꯛꯀꯤ ꯂꯥꯏꯔꯤꯛ ꯗꯥ ꯂꯤꯁꯤꯡ ꯑꯃ ꯆꯃꯥꯄꯟ ꯍꯨꯝꯐꯨ ꯃꯥꯄꯟꯗ ꯍꯧꯗꯣꯛꯈꯤꯕꯅꯤ ꯀꯨꯕꯂꯔ ꯔꯣꯁꯀꯤ ꯃꯇꯨꯡ ꯏꯟꯅ ꯁꯣꯛꯄꯒꯤ ꯁ꯭ꯇꯦꯖ ꯃꯔꯤ ꯂꯩ ꯌꯥꯗꯕꯥ ꯀꯅꯥꯒꯨꯝꯕꯥ ꯑꯃꯅꯥ ꯃꯈꯣꯏꯒꯤ ꯃꯥꯡꯈꯤꯕꯥ ꯑꯗꯨꯒꯤ ꯃꯇꯥꯡꯗꯥ ꯑꯍꯥꯟꯕꯥ ꯑꯣꯏꯅꯥ ꯈꯪꯂꯛꯄꯥ ꯃꯇꯝꯗ ꯃꯈꯣꯏꯅꯥ ꯑꯌꯥꯝꯕꯅꯥ ꯔꯤꯑꯦꯂꯤꯇꯤ ꯑꯁꯤ ꯂꯧꯁꯤꯟꯅꯕꯥ ꯂꯥꯟꯊꯦꯡꯅꯔꯤ꯫ ꯃꯈꯣꯏꯅꯥ ꯋꯥꯈꯜ ꯅꯨꯡꯉꯥꯏꯇꯕꯥ ꯐꯥꯎꯔꯛꯄꯥ ꯌꯥꯏ ꯑꯃꯁꯨꯡ ꯃꯥꯡꯈꯤꯕꯥ ꯑꯃꯥ ꯑꯗꯨ ꯃꯇꯝ ꯆꯨꯞꯄꯒꯤ ꯑꯣꯏꯅꯥ ꯂꯩ ꯍꯥꯏꯕꯁꯤ ꯌꯥꯅꯕꯥ ꯍꯣꯠꯅꯕꯥ ꯌꯥꯏ꯫ ꯑꯁꯥꯎꯕꯥ ꯔꯤꯑꯦꯂꯤꯇꯤ ꯑꯁꯤ ꯁꯣꯛꯄꯥ ꯍꯧꯔꯛꯄꯒꯤ ꯃꯇꯨꯡꯗꯥ ꯃꯤꯑꯣꯏ ꯑꯃꯅꯥ ꯋꯥꯈꯜ ꯅꯨꯡꯉꯥꯏꯇꯕꯥ ꯅꯠꯇ꯭ꯔꯒꯥ ꯅꯨꯡꯉꯥꯏꯇꯕꯥ ꯐꯥꯎꯕꯥ ꯍꯧꯔꯛꯄꯥ ꯌꯥꯏ꯫ ꯃꯈꯣꯏꯅꯥ ꯊꯥꯗꯣꯛꯈꯤꯕꯥ ꯌꯥꯏ ꯅꯠꯇ꯭ꯔꯒꯥ ꯃꯈꯣꯏꯒꯤ ꯃꯥꯡꯈꯤꯕꯥ ꯑꯗꯨꯒꯤꯗꯃꯛ ꯑꯇꯣꯞꯄꯁꯤꯡꯕꯨ ꯗꯣꯁ ꯇꯧꯕꯥ ꯌꯥꯏ꯫ ꯃꯁꯤꯒꯤ ꯑꯁꯥꯎꯕꯥ ꯑꯁꯤ ꯗꯣꯛꯇꯔꯁꯤꯡ ꯃꯔꯨꯞ ꯃꯄꯥꯡꯁꯤꯡ ꯏꯃꯨꯡ ꯃꯅꯨꯡ ꯅꯠꯇ꯭ꯔꯒꯥ ꯂꯩꯈꯤꯗ꯭ꯔꯕꯥ ꯃꯤꯑꯣꯏ ꯑꯗꯨ ꯐꯥꯎꯕꯥ ꯌꯥꯎꯅꯥ ꯀꯅꯥꯒꯨꯝꯕꯥ ꯑꯃꯠꯇꯗꯥ ꯄꯤꯕꯥ ꯌꯥꯏ꯫ ꯋꯥꯔꯤ ꯁꯥꯅꯕꯥ ꯑꯁꯥꯎꯕꯥ ꯑꯗꯨ ꯍꯟꯊꯔꯛꯄꯥ ꯃꯇꯝꯗꯥ ꯃꯤꯑꯣꯏ ꯑꯃꯅꯥ ꯐꯤꯚꯝ ꯑꯗꯨ ꯑꯃꯨꯛ ꯍꯟꯅꯥ ꯀꯟꯇ꯭ꯔꯣꯜ ꯇꯧꯅꯕꯥ ꯍꯣꯠꯅꯗꯨꯅꯥ ꯍꯦꯟꯅꯥ ꯋꯥꯡꯕꯥ ꯁꯛꯇꯤ ꯑꯃꯒꯥ ꯂꯣꯏꯅꯅꯥ ꯋꯥꯔꯤ ꯁꯥꯅꯕꯥ ꯍꯧꯔꯛꯄꯥ ꯌꯥꯏ꯫ ꯃꯈꯣꯏꯅꯥ ꯀꯔꯤꯒꯨꯝꯕꯥ ꯑꯩꯅꯥ ꯃꯁꯤ ꯇꯣꯉꯥꯟꯅꯥ ꯇꯧꯔꯝꯂꯕꯗꯤ ꯃꯈꯣꯏ ꯍꯧꯖꯤꯛꯁꯨ ꯃꯐꯝ ꯑꯁꯤꯗꯥ ꯂꯩꯔꯤꯕꯅꯤ ꯅꯠꯇ꯭ꯔꯒꯥ ꯀꯔꯤꯒꯨꯝꯕꯥ ꯑꯩꯅꯥ ꯍꯦꯟꯅꯥ ꯐꯕꯥ ꯃꯤꯁꯛ ꯑꯃꯥ ꯑꯣꯏꯅꯥ ꯋꯥꯁꯛꯄꯤꯔꯕꯗꯤ ꯃꯈꯣꯏ ꯍꯜꯂꯛꯄꯥ ꯉꯝꯂꯣꯏꯗ꯭ꯔꯥ? ꯗꯤꯄ꯭ꯔꯦꯁꯟ ꯃꯤꯑꯣꯏ ꯑꯃꯅꯥ ꯃꯈꯣꯏꯒꯤ ꯃꯥꯡꯈꯤꯕꯥ ꯑꯗꯨꯒꯤ ꯔꯤꯑꯦꯂꯤꯇꯤ ꯑꯗꯨ ꯌꯥꯕꯥ ꯍꯧꯔꯛꯄꯥ ꯃꯇꯝꯗ ꯃꯈꯣꯏꯅꯥ ꯗꯤꯄ꯭ꯔꯦꯁꯟꯒꯥ ꯂꯣꯏꯅꯅꯥ ꯂꯥꯟꯊꯦꯡꯅꯔꯛꯄꯥ ꯌꯥꯏ꯫ ꯃꯈꯣꯏꯅꯥ ꯋꯥꯈꯜ ꯅꯨꯡꯉꯥꯏꯇꯕꯥ ꯐꯥꯎꯔꯛꯄꯥ ꯌꯥꯏ ꯑꯃꯁꯨꯡ ꯅꯨꯃꯤꯠ ꯈꯨꯗꯤꯡꯒꯤ ꯊꯕꯛ ꯊꯧꯔꯝꯁꯤꯡꯗꯥ ꯋꯥꯈꯜ ꯅꯨꯡꯉꯥꯏꯇꯕꯥ ꯐꯥꯎꯔꯛꯄꯥ ꯌꯥꯏ꯫ ꯑꯃꯁꯨꯡ ꯈ꯭ꯋꯥꯏꯗꯒꯤ ꯁꯥꯡꯅꯥ ꯊꯕꯛ ꯇꯧꯕꯥ ꯌꯥꯏ꯫ ꯃꯁꯤ ꯌꯥꯝꯅꯥ ꯃꯔꯨꯑꯣꯏꯅꯥ ꯈꯪꯖꯤꯟꯕꯥ ꯌꯥꯏ ꯃꯗꯨꯗꯤ ꯁꯣꯛꯄꯒꯤ ꯁ꯭ꯇꯦꯖꯁꯤꯡ ꯑꯁꯤ ꯂꯥꯏꯅꯥ ꯊꯣꯛꯄꯥ ꯑꯣꯏꯗꯦ ꯑꯃꯁꯨꯡ ꯃꯤꯑꯣꯏꯕꯅꯥ ꯁ꯭ꯇꯦꯖꯁꯤꯡꯒꯤ ꯃꯔꯛꯇꯥ ꯃꯃꯥꯡꯂꯣꯝꯗꯥ ꯆꯪꯁꯤꯟꯕꯥ ꯌꯥꯏ ꯅꯠꯇ꯭ꯔꯒꯥ ꯁ꯭ꯇꯦꯖꯁꯤꯡ ꯃꯄꯨꯡ ꯐꯥꯅꯥ ꯂꯥꯞꯅꯥ ꯂꯩꯕꯥ ꯌꯥꯏ꯫ ꯃꯐꯝ ꯑꯁꯤꯗꯥ ꯄꯟꯈ꯭ꯔꯤꯕꯥ ꯑꯍꯦꯟꯕꯥ ꯁ꯭ꯇꯦꯖꯁꯤꯡꯁꯨ ꯃꯤꯁꯤꯡꯅꯥ ꯊꯦꯡꯅꯕꯥ ꯌꯥꯏ ꯑꯃꯁꯨꯡ ꯃꯁꯤ ꯑꯐꯕꯥ ꯑꯃꯅꯤ꯫ ꯃꯤ ꯈꯨꯗꯤꯡꯃꯛꯅꯥ ꯁꯣꯛꯄꯥ ꯊꯦꯡꯅꯩ꯫ ꯃꯈꯣꯏ ꯃꯁꯥꯒꯤ ꯃꯑꯣꯡꯗꯥ ꯑꯃꯁꯨꯡ ꯁꯣꯛꯄꯒꯤ ꯑꯆꯨꯝꯕꯥ ꯅꯠꯇ꯭ꯔꯒꯥ ꯑꯔꯥꯟꯕꯥ ꯂꯝꯕꯤ ꯂꯩꯇꯦ꯫